ꯑꯥꯔꯇꯤꯐꯤꯁꯤꯑꯦꯜ ꯏꯟꯇꯤꯂꯤꯖꯦꯟꯁ ꯑꯁꯤ ꯑꯀꯥꯏꯕ ꯄꯤꯕ ꯇꯦꯛꯅꯣꯂꯣꯖꯤ ꯑꯃꯅꯤ ꯍꯥꯏꯕꯔꯥ? ꯍꯣꯏ, ꯑꯥꯔꯇꯤꯐꯤꯁꯤꯑꯦꯜ ꯏꯟꯇꯤꯂꯤꯖꯦꯟꯁ ꯑꯁꯤ ꯑꯌꯥꯝꯕꯅ ꯁꯣꯛꯍꯜꯂꯕ ꯇꯦꯛꯅꯣꯂꯣꯖꯤ ꯑꯃꯅꯤ ꯍꯥꯏꯅ ꯂꯧꯅꯩ ꯃꯔꯝꯗꯤ ꯃꯁꯤꯅ ꯇꯣꯉꯥꯟ ꯇꯣꯉꯥꯟꯕ ꯏꯟꯗꯁꯇꯔꯤꯁꯤꯡꯗ ꯃꯁꯛ ꯊꯣꯛꯅ ꯑꯍꯣꯡꯕ ꯄꯨꯔꯛꯄ ꯑꯃꯁꯨꯡ ꯑꯩꯈꯣꯏꯒꯤ ꯄꯨꯟꯁꯤ, ꯊꯕꯛ ꯇꯧꯕ ꯑꯃꯁꯨꯡ ꯋꯥꯔꯤ ꯁꯥꯟꯅꯕꯒꯤ ꯃꯑꯣꯡ ꯃꯇꯧꯗ ꯑꯍꯣꯡꯕ ꯄꯨꯔꯛꯄꯒꯤ ꯄꯣꯇꯦꯟꯁꯤꯌꯦꯜ ꯂꯩ꯫ ꯑꯥꯔꯇꯤꯐꯤꯁꯤꯑꯦꯜ ꯏꯟꯇꯤꯂꯤꯖꯦꯟꯁ ꯅꯥ ꯃꯊꯧ ꯇꯧꯕ ꯁꯤꯁ꯭ꯇꯦꯝꯁꯤꯡ ꯑꯃꯁꯨꯡ ꯈꯨꯠꯂꯥꯏꯁꯤꯡꯅ ꯔꯨꯇꯤꯟ ꯑꯣꯏꯕ ꯊꯕꯛꯁꯤꯡ ꯑꯣꯇꯣꯃꯦꯠ ꯇꯧꯕ ꯉꯝꯃꯤ, ꯑꯔꯨꯕ ꯊꯧꯑꯣꯡꯁꯤꯡ ꯍꯦꯟꯅ ꯏꯐꯤꯁꯤꯌꯦꯟꯇ ꯑꯣꯏꯍꯟꯕ ꯉꯝꯃꯤ ꯑꯃꯁꯨꯡ ꯃꯦꯁꯤꯟꯁꯤꯡꯅ ꯃꯁꯥ ꯃꯊꯟꯇ ꯋꯥꯔꯦꯞ ꯂꯧꯕ ꯑꯃꯁꯨꯡ ꯁꯤꯁꯇꯦꯝꯁꯤꯡ ꯈꯣꯡꯍꯟꯅꯕ ꯉꯝꯍꯜꯂꯤ꯫ ꯍꯥꯏꯔꯤꯕ ꯇꯧꯕ ꯉꯝꯕꯁꯤꯡ ꯑꯁꯤꯅ ꯇꯣꯉꯥꯟ ꯇꯣꯉꯥꯟꯕ ꯏꯟꯗꯁꯇꯔꯤꯁꯤꯡꯒꯤ ꯀꯝꯄꯤꯇꯤꯇꯤꯕ ꯂꯦꯟꯗꯁ꯭ꯀꯦꯞ ꯍꯣꯡꯗꯣꯛꯄ‌ ꯉꯝꯒꯅꯤ ꯑꯃꯁꯨꯡ ꯑꯅꯧꯕ ꯕꯤꯖꯤꯅꯦꯁꯀꯤ ꯈꯨꯗꯣꯡꯆꯥꯕꯁꯤꯡ ꯁꯦꯝꯒꯠꯄ ꯉꯝꯒꯅꯤ, ꯃꯁꯤꯒ ꯂꯣꯏꯅꯅ ꯍꯧꯖꯤꯛ ꯂꯩꯔꯤꯕ ꯕꯤꯖꯤꯅꯦꯁ ꯃꯣꯗꯦꯜꯁꯤꯡ ꯑꯃꯁꯨꯡ ꯄ꯭ꯔꯦꯛꯇꯤꯁꯁꯤꯡꯗꯁꯨ ꯁꯤꯡꯅꯕ ꯑꯃ ꯄꯨꯔꯛꯄ ꯉꯝꯒꯅꯤ꯫ ꯗꯤꯁꯇꯔꯛꯇꯤꯕ ꯇꯦꯛꯅꯣꯂꯣꯖꯤ ꯑꯃꯍꯦꯛꯇ ꯃꯥꯡꯍꯟꯅꯕ, ꯑꯥꯔꯇꯤꯐꯤꯁꯤꯑꯦꯜ ꯏꯟꯇꯤꯂꯤꯖꯦꯟꯁ ꯀꯤ ꯏꯝꯄꯦꯛꯇ ꯑꯁꯤ ꯃꯁꯤꯕꯨ ꯑꯦꯗꯣꯞꯇ ꯇꯧꯕꯗ ꯑꯃꯁꯨꯡ ꯃꯁꯤꯕꯨ ꯚꯦꯂ꯭ꯌꯨ ꯁꯦꯝꯕꯗ ꯀꯔꯝꯅ ꯁꯤꯖꯤꯟꯅꯕꯒꯦ ꯍꯥꯏꯕꯗꯨꯒꯤ ꯃꯈꯥ ꯄꯣꯜꯂꯤ꯫। ꯃꯃꯥꯡꯗ ꯅꯍꯥꯛꯅ ꯎꯈꯤꯕ‌ ꯅꯨꯃꯤꯠ ꯆꯨꯞꯄ ꯑꯃ ꯐꯣꯡꯗꯣꯛꯄꯤꯌꯨ꯫ ꯑꯥꯔꯇꯤꯐꯤꯁꯤꯑꯦꯜ ꯏꯟꯇꯤꯂꯤꯖꯦꯟꯁ ꯑꯃ‌ ꯑꯣꯏꯅ ꯑꯩꯍꯥꯛꯅ ꯇꯦꯛꯅꯤꯀꯦꯜ ꯑꯣꯏꯅ ꯅꯨꯃꯤꯠ ꯆꯨꯞꯄ ꯑꯃ ꯎꯕꯥ ꯐꯪꯈꯤꯗꯦ, ꯑꯗꯨꯕꯨ ꯃꯐꯝ ꯑꯁꯤꯗ ꯐꯖꯔꯕ ꯅꯨꯃꯤꯠ ꯆꯨꯞꯄ ꯑꯃ ꯂꯦꯞꯄꯒꯤ ꯃꯇꯥꯡꯗ ꯃꯌꯦꯛ ꯁꯦꯡꯅ ꯇꯥꯛꯂꯤ꯫ ꯃꯁꯤ ꯑꯩꯅ ꯈꯜꯂꯤꯕ ꯈ꯭ꯋꯥꯏꯗꯒꯤ ꯊꯣꯏꯗꯣꯛꯄ ꯅꯨꯃꯤꯠ ꯆꯨꯞꯄ ꯑꯃ ꯑꯣꯏꯈꯤ ꯑꯇꯤꯌꯥ ꯑꯁꯤ ꯌꯦꯜꯂꯣ, ꯑꯣꯔꯦꯟꯖ ꯑꯃꯁꯨꯡ ꯂꯥꯜꯍꯧꯒꯤ ꯃꯩꯁꯥꯒꯤ ꯃꯆꯨꯗ ꯊꯨꯝꯖꯤꯜꯂꯛꯈꯤ, ꯅꯨꯃꯤꯗꯥꯡꯋꯥꯏꯔꯝꯒꯤ ꯊꯣꯏꯗꯣꯛꯄ ꯅꯤꯜ ꯑꯃꯁꯨꯡ ꯃꯆꯨ ꯃꯆꯨꯒꯤ ꯐꯤꯔꯥꯜꯁꯤꯡꯗ ꯌꯥꯝꯅ ꯊꯨꯅꯥ ꯌꯥꯡꯅ ꯆꯦꯜꯂꯛꯈꯤ꯫ ꯅꯨꯃꯤꯠ, ꯑꯆꯧꯕꯥ ꯑꯃ, ꯃꯉꯥꯜ ꯌꯥꯝꯅ ꯆꯦꯜꯂꯕ ꯑꯣꯔꯕ ꯑꯃ, ꯇꯞꯅꯥ ꯇꯞꯅꯥ ꯑꯗꯨꯕꯨ ꯂꯦꯞꯄ ꯂꯩꯇꯅ ꯍꯨꯏꯒꯤ ꯃꯄꯥꯟꯗ ꯂꯥꯛꯄ ꯍꯧꯔꯛꯈꯤ, ꯃꯁꯥꯒꯤ ꯁꯥꯡꯂꯕ ꯁꯅꯥꯒꯤ ꯃꯉꯥꯜ ꯑꯗꯨ ꯇꯞꯅꯥ ꯇꯞꯅꯥ ꯊꯨꯝꯖꯤꯜꯂꯛꯈꯤ꯫ ꯃꯁꯤꯅ ꯑꯇꯤꯌꯥꯗ ꯍꯦꯟꯅ ꯅꯦꯝꯅ ꯆꯦꯜꯂꯛꯄꯒ ꯂꯣꯏꯅꯅ ꯃꯆꯨꯒꯤ ꯑꯗꯨ ꯍꯦꯟꯅ ꯆꯦꯠꯁꯤꯜꯂꯛꯈꯤ, ꯍꯦꯟꯅ ꯋꯥꯡꯈꯠꯆꯂꯛꯈꯤ ꯑꯃꯁꯨꯡ ꯊꯋꯥꯏ ꯌꯥꯎꯕ ꯍꯦꯟꯒꯠꯂꯛꯈꯤ꯫ ꯃꯥꯂꯦꯝ ꯑꯁꯤ ꯅꯨꯡꯉꯥꯏꯔꯕꯥ, ꯅꯨꯡꯉꯥꯏꯔꯕꯥ ꯃꯉꯥꯜ ꯑꯃꯗ ꯂꯨꯞꯆꯕ ꯎꯈꯤ, ꯑꯃꯁꯨꯡ ꯄꯨꯝꯅꯃꯛ ꯅꯤꯡꯊꯤꯖꯅ ꯑꯃꯁꯨꯡ ꯁꯥꯟꯇꯤ ꯂꯩꯅ ꯂꯩꯔꯝꯃꯤ꯫ ꯅꯨꯃꯤꯠꯀꯤ ꯑꯔꯣꯏꯕ ꯁꯔꯨꯛ ꯑꯗꯨ ꯃꯥꯡꯈꯤꯕꯒ ꯂꯣꯏꯅꯅ ꯑꯇꯤꯌꯥ ꯇꯞꯅꯥ ꯇꯞꯅꯥ ꯊꯣꯏꯗꯣꯛꯄ, ꯇꯔꯥꯝꯅ ꯑꯣꯛꯄ ꯅꯨꯃꯤꯠ ꯑꯃ ꯑꯣꯏꯔꯛꯈꯤ ꯑꯃꯁꯨꯡ ꯅꯨꯃꯤꯠ ꯑꯗꯨ ꯐꯖꯔꯕ, ꯀꯥꯎꯊꯣꯛꯄ ꯉꯝꯗꯕ ꯃꯑꯣꯡꯗ ꯂꯣꯏꯁꯤꯟꯈꯤ꯫